ꯑꯗꯨꯝ ꯑꯣꯏꯅꯃꯛ ꯀꯨꯔꯪꯒꯅꯌꯅꯤ ꯑꯃꯁꯨꯡ ꯑꯍꯣꯝ ꯅꯤꯡꯊꯧ ꯔꯥꯖꯦꯁ꯭ꯋꯔ ꯁꯤꯡꯍꯒꯤ ꯕꯣꯔꯀꯨꯟꯋꯥꯔꯤ (ꯃꯔꯨꯑꯣꯏꯕ ꯃꯍꯥꯔꯥꯅꯤ)ꯒꯤ ꯃꯇꯥꯡꯗ ꯑꯩꯈꯣꯏꯅ ꯈꯪꯕ ꯑꯁꯤ ꯗꯣ ꯗꯣꯛꯇꯔ ꯁꯨꯔ꯭ꯌꯀꯨꯃꯥꯔ ꯒꯨꯌꯥꯟꯒꯤ ꯁ꯭ꯋꯔꯒꯗꯦꯕ ꯔꯥꯖꯦꯁ꯭ꯋꯔ ꯁꯤꯡꯍꯗꯒꯤ ꯄꯥꯛ ꯁꯟꯅ ꯈꯡꯉꯤ꯫ ꯃꯣꯑꯃꯣꯔꯤꯌꯥ ꯂꯥꯜꯍꯧꯒꯤ ꯑꯍꯥꯟꯕ ꯇꯥꯡꯀꯛ ꯑꯗꯨꯒꯤ ꯃꯇꯨꯡꯗ ꯂꯩꯃꯥ ꯀꯨꯔꯪꯒꯅꯌꯅꯤ ꯑꯁꯤ ꯄꯨꯋꯥꯔꯤꯒꯤ ꯂꯩꯃꯥꯏꯁꯤꯡꯗꯒꯤ ꯃꯥꯡꯈꯤ꯫ ꯗꯇꯤꯌꯣꯂꯤꯌꯥ ꯕꯨꯔꯥꯟꯖꯤꯅꯤ ꯃꯅꯤꯄꯨꯔꯤꯒꯤ ꯔꯥꯖꯀꯨꯃꯥꯔꯤ ꯑꯃꯅ ꯏꯪ ꯂꯤꯁꯤꯡ ꯑꯃ ꯆꯥꯇ꯭ꯔꯦꯠ ꯍꯨꯝꯐꯨ ꯅꯤꯄꯥꯜꯗ ꯃꯅꯥꯏꯃꯥꯖꯤ ꯀꯧꯕ ꯈꯨꯡꯒꯪ ꯑꯃꯗ ꯔꯥꯖꯦꯁ꯭ꯋꯔ ꯁꯤꯡꯍꯒ ꯂꯨꯍꯣꯡꯈꯤꯕꯒꯤ ꯊꯧꯗꯣꯛ ꯈꯛꯇꯃꯛ ꯄꯜꯂꯤ꯫ ꯃꯁꯤꯒꯤ ꯈꯨꯡꯒꯪ ꯑꯁꯤ ꯑꯁꯥꯝꯒꯤ ꯖꯣꯔꯍꯥꯠ ꯁꯍꯔꯗꯒꯤ ꯃꯥꯏꯜ ꯃꯔꯤ ꯂꯥꯞꯅ ꯂꯩ꯫ ꯃꯒꯣꯂꯨ ꯈꯥꯠ ꯑꯁꯤ ꯃꯅꯤꯄꯨꯔꯤ ꯔꯥꯖꯀꯨꯃꯥꯔꯤ ꯀꯨꯔꯪꯒꯅꯌꯅꯤꯒꯤꯗꯃꯛ ꯁ꯭ꯋꯔꯒꯗꯦꯕ ꯔꯥꯖꯦꯁ꯭ꯋꯔ ꯁꯤꯡꯍꯒꯤ ꯅꯨꯡꯁꯤꯕ ꯑꯃꯁꯨꯡ ꯏꯀꯥꯏ ꯈꯨꯝꯅꯕꯒꯤ ꯍꯤꯡꯂꯤꯕ ꯄ꯭ꯔꯃꯥꯟꯅꯤ꯫ ꯑꯍꯣꯝ ꯅꯤꯡꯊꯧꯅ ꯖꯣꯔꯍꯥꯠ ꯁꯍꯔꯗꯒꯤ ꯅꯣꯡꯆꯨꯞ ꯊꯪꯕ ꯁꯔꯨꯛꯇ ꯆꯥꯎꯔꯥꯛꯅ ꯃꯥꯏꯜ ꯃꯔꯤ ꯂꯥꯞꯅ ꯂꯩꯕ ꯃꯒꯥꯂꯨ ꯈꯥꯠ ꯀꯧꯕ ꯃꯐꯝ ꯑꯃ ꯂꯤꯡꯈꯠꯈꯤ꯫ ꯅꯤꯡꯊꯧ ꯑꯗꯨꯅ ꯅꯤꯡꯊꯧ ꯃꯆꯥꯅꯨꯄꯤ ꯑꯪꯒꯣꯁꯅꯥꯒ ꯂꯣꯏꯅꯅ ꯂꯥꯡ ꯂꯥꯛꯈꯤꯕ ꯃꯩꯇꯩꯁꯤꯡ ꯂꯤꯡꯈꯠꯈꯤ꯫ ꯃꯍꯥꯔꯥꯅꯤ ꯀꯨꯔꯪꯒꯅꯌꯅꯤ ꯑꯁꯤ ꯃꯩꯇꯩ ꯂꯩꯕꯥꯛꯀꯤ ꯒꯧꯔꯁ꯭ꯌꯥꯝꯒꯤ ꯃꯆꯥꯅꯨꯄꯤꯅꯤ꯫ ꯅꯤꯡꯊꯧ ꯖꯌ ꯁꯤꯡꯍꯅ ꯃꯍꯥꯛꯄꯨ ꯑꯍꯣꯝ ꯅꯤꯡꯊꯧ ꯁ꯭ꯋꯔꯒꯗꯦꯑꯣ ꯔꯥꯖꯦꯁ꯭ꯋꯔ ꯁꯤꯡꯍꯗ ꯄꯤꯈꯤ, ꯃꯁꯤꯕꯨ ꯁꯨꯔꯦꯝꯐꯥ ꯍꯥꯏꯅꯁꯨ ꯈꯪꯅꯩ꯫ ꯑꯍꯣꯡ ꯑꯪꯒꯣꯁꯅꯥꯒꯤ ꯃꯇꯝꯗ ꯃꯅꯤꯄꯨꯔꯒꯤ ꯅꯤꯡꯊꯧ ꯃꯆꯥꯅꯨꯄꯤ ꯑꯗꯨꯅ ꯑꯍꯣꯝꯒꯤ ꯃꯍꯥꯔꯥꯅꯤ ꯑꯣꯏꯈꯤ꯫ ꯃꯅꯤꯄꯨꯔꯅ ꯑꯍꯣꯝ ꯅꯤꯡꯊꯧ ꯂꯩꯕꯥꯛꯀꯤꯗꯃꯛ ꯌꯥꯝꯅ ꯋꯥꯍꯟꯊꯣꯛ ꯄꯤꯈꯤ꯫ ꯃꯁꯤ ꯑꯍꯣꯝ ꯅꯤꯡꯊꯧ ꯂꯩꯕꯥꯛ ꯑꯁꯤꯒꯤ ꯁꯅꯥꯒꯤ ꯃꯇꯝ ꯂꯩꯔꯝꯕ ꯃꯇꯝꯅꯤ ꯑꯃꯁꯨꯡ ꯁ꯭ꯋꯔꯒꯗꯦꯑꯣ ꯔꯥꯖꯦꯁ꯭ꯋꯔ ꯁꯤꯡꯍꯅ ꯃꯍꯥꯛꯀꯤ ꯈ꯭ꯋꯥꯏꯗꯒꯤ ꯐꯖꯅ ꯂꯩꯔꯝꯃꯤ꯫ ꯑꯪꯒꯣꯁꯅꯥꯒꯤ ꯐꯖꯕ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯕ ꯑꯗꯨꯅ ꯃꯍꯥꯛꯄꯨ ꯔꯥꯖꯦꯁ꯭ꯋꯔ ꯁꯤꯡꯍꯒꯤ ꯊꯃꯣꯏꯗ ꯑꯀꯛꯅꯕ ꯃꯐꯝ ꯑꯃ ꯐꯪꯍꯟꯈꯤ ꯃꯗꯨꯅ ꯃꯔꯝ ꯑꯣꯏꯗꯨꯅ ꯃꯍꯥꯛꯄꯨ ꯑꯆꯧꯕ ꯃꯍꯥꯔꯥꯅꯤ (ꯕꯣꯔꯀꯨꯋꯥꯔꯤ) ꯍꯥꯏꯅ ꯃꯤꯡꯊꯣꯟꯈꯤ꯫ ꯑꯍꯣꯝ ꯑꯃꯁꯨꯡ ꯃꯩꯇꯩ ꯂꯩꯕꯥꯛꯀꯤ ꯃꯔꯛꯇ ꯀꯨꯔꯪꯒꯅꯌꯅꯤ ꯀꯨꯋꯣꯔꯤꯅ ꯁꯥꯈꯤꯕ ꯊꯣꯡ ꯑꯁꯤ ꯍꯧꯖꯤꯛꯁꯨ ꯂꯩꯔꯝꯕ ꯊꯦꯡꯅꯩ꯫ ꯅꯨꯃꯤꯠ ꯀꯨꯟꯅꯤ ꯁꯥꯊꯤꯅ ꯅꯥꯔꯕ ꯃꯇꯨꯡꯗ ꯏꯪ ꯂꯤꯁꯤꯡ ꯑꯃꯒ ꯆꯥꯇ꯭ꯔꯦꯠ ꯍꯨꯝꯐꯨ ꯃꯄꯜꯗ ꯁ꯭ꯋꯔꯒꯗꯦꯑꯣ ꯔꯥꯖꯦꯁ꯭ꯋꯔ ꯁꯤꯡꯍꯅ ꯁꯤꯈꯤꯕ ꯃꯇꯝꯗ ꯃꯍꯥꯛꯀꯤ ꯃꯅꯥꯎꯅꯨꯄꯥ ꯂꯈꯃꯤ ꯁꯤꯡꯍꯅ ꯅꯤꯡꯊꯧ ꯑꯣꯏꯈꯤ ꯑꯃꯁꯨꯡ ꯃꯍꯥꯛꯀꯤ ꯂꯩꯉꯥꯛ ꯃꯅꯨꯡꯗ ꯃꯣꯔꯥꯟꯅ ꯖꯣꯏꯗꯣꯜꯗ ꯂꯈꯃꯤ ꯁꯤꯡꯍꯗ ꯂꯥꯟꯗꯥꯗꯨꯅ ꯐꯥꯖꯤꯟꯗꯨꯅ ꯊꯝꯈꯤ꯫ ꯔꯣꯃꯥꯀꯥꯟꯇꯅ ꯐꯝꯕꯥꯜ ꯀꯥꯈꯤ ꯑꯃꯁꯨꯡ ꯃꯍꯥꯛꯀꯤ ꯃꯅꯥꯎꯅꯨꯄꯥ ꯔꯥꯘꯣꯅ 'ꯕꯣꯔꯕꯥꯔꯨꯋꯥꯍ' ꯍꯥꯏꯕ ꯃꯤꯡꯊꯣꯜ ꯑꯗꯨ ꯂꯧꯈꯤ꯫ ꯃꯣꯔꯥꯟꯒꯤ ꯂꯩꯉꯥꯛꯀꯤ ꯑꯀꯤꯕ ꯑꯗꯨ ꯑꯁꯨꯛꯀꯤ ꯆꯥꯡꯗ ꯍꯦꯟꯒꯠꯂꯛꯈꯤ ꯃꯗꯨꯅ ꯔꯥꯘꯣ ꯕꯣꯔꯕꯥꯔꯨꯋꯥꯅ ꯑꯍꯣꯝ ꯅꯤꯡꯊꯧ ꯂꯩꯕꯥꯛꯀꯤ ꯑꯋꯥꯡꯕ ꯊꯥꯛꯀꯤ ꯊꯧꯄꯨꯕꯁꯤꯡꯕꯨ ꯄꯨꯝꯅꯃꯛꯄꯨ ꯆꯩꯔꯥꯛ ꯄꯤꯈꯤ꯫ ꯕꯨꯔꯥꯒꯣꯍꯥꯏꯟ, ꯕꯣꯔꯒꯣꯍꯥꯏꯟ, ꯕꯣꯔꯕꯥꯔꯨꯋꯥ, ꯕꯣꯔꯐꯨꯀꯣꯟ, ꯗꯦꯀꯥꯐꯨꯀꯣꯟ ꯑꯁꯤꯅꯆꯤꯡꯕ ꯊꯧꯄꯨꯕꯁꯤꯡ ꯄꯨꯝꯅꯃꯛꯄꯨ ꯔꯥꯘꯣ ꯕꯣꯔꯕꯔꯨꯋꯥꯅ ꯁꯤꯕꯒꯤ ꯆꯩꯔꯥꯛ ꯄꯤꯈꯤ꯫ ꯑꯍꯣꯝꯅ ꯑꯃꯨꯛ ꯍꯟꯅ ꯂꯥꯟꯊꯦꯡꯅꯅꯕ ꯑꯃꯁꯨꯡ ꯃꯣꯔꯥꯟꯁꯤꯡꯕꯨ ꯑꯁꯥꯝꯗꯒꯤ ꯇꯥꯟꯊꯣꯛꯅꯕ ꯋꯥꯔꯦꯞ ꯂꯧꯈꯤ꯫ ꯃꯁꯤꯒꯤ ꯃꯇꯥꯡꯗ ꯆꯥꯎꯔꯥꯛꯅ ꯃꯤꯑꯣꯏ ꯂꯤꯁꯤꯡ ꯑꯅꯤ ꯃꯤꯐꯝ ꯑꯃꯒꯤꯗꯃꯛ ꯄꯨꯟꯈꯤ ꯑꯃꯁꯨꯡ ꯃꯈꯣꯏ ꯄꯨꯝꯅꯃꯛꯅ ꯁꯣꯠ ꯕꯤꯍꯨꯒꯤ ꯅꯨꯃꯤꯠꯇ ꯔꯥꯘꯣ ꯕꯣꯔꯕꯥꯔꯨꯋꯥꯕꯨ ꯍꯥꯠꯅꯕ ꯊꯧꯔꯥꯡ ꯇꯧꯈꯤ꯫ ꯃꯈꯣꯏꯅ ꯃꯣꯇꯣꯛꯀꯤ ꯁꯦꯀꯣꯅꯤ-ꯀꯨꯕꯨꯋꯥ ꯗꯥꯜ ꯍꯥꯏꯅ ꯁꯛꯇꯝ ꯂꯥꯡꯗꯨꯅ ꯁꯛ ꯁꯛꯇꯝ ꯂꯥꯡꯅꯕ ꯋꯥꯔꯦꯞ ꯂꯧꯈꯤ ꯑꯃꯁꯨꯡ ꯃꯗꯨꯒꯤ ꯃꯇꯨꯡꯗ ꯔꯥꯘꯣꯒ ꯎꯅꯗꯨꯅ ꯍꯥꯠꯅꯕ ꯋꯥꯔꯦꯞ ꯂꯧꯈꯤ꯫ ꯋꯥꯔꯦꯞ ꯑꯗꯨꯒꯤ ꯃꯇꯨꯡꯗ ꯃꯤꯐꯝ ꯑꯗꯨꯗ ꯁꯔꯨꯛ ꯌꯥꯔꯤꯕ ꯃꯤꯄꯨꯝ ꯈꯨꯗꯤꯡꯃꯛꯅ ꯀꯨꯔꯪꯒꯅꯌꯅꯤ ꯀꯨꯋꯣꯔꯤꯒ ꯎꯅꯅꯕ ꯑꯃꯁꯨꯡ ꯃꯍꯥꯛꯀꯤ ꯄꯥꯎꯇꯥꯛ ꯂꯧꯅꯕ ꯋꯥꯔꯦꯞ ꯂꯧꯈꯤ꯫ ꯔꯥꯘꯣ ꯕꯣꯔꯕꯥꯔꯨꯋꯥꯅ ꯅꯝꯐꯨꯗ ꯑꯡꯒꯣꯁꯥꯅꯥꯒ ꯂꯨꯍꯣꯡꯈꯤꯕ ꯃꯇꯝꯗ ꯃꯍꯥꯛꯄꯨ ꯃꯍꯥꯛ ꯊꯧꯔꯥꯡ ꯇꯧꯈꯤ꯫ ꯃꯍꯥꯛꯅ ꯃꯍꯥꯛꯄꯨ ꯀꯩꯗꯧꯅꯨꯡꯗ ꯃꯍꯥꯛꯄꯨ ꯁꯣꯛꯍꯟꯈꯤꯗꯦ ꯑꯃꯁꯨꯡ ꯃꯗꯨꯒꯤꯗꯃꯛ ꯃꯍꯥꯛꯅ ꯅꯨꯃꯤꯗꯥꯡꯗ ꯃꯍꯥꯛꯀ ꯂꯣꯏꯅꯅ ꯇꯨꯝꯕ ꯇꯣꯛꯈꯤ꯫ ꯃꯍꯥꯛꯀꯤ ꯍꯨꯅꯥꯏ ꯀꯧꯕ ꯌꯥꯝꯅ ꯊꯥꯖꯕ ꯌꯥꯕ ꯑꯃꯁꯨꯡ ꯌꯥꯊꯪ ꯌꯥꯕ ꯃꯤꯅꯥꯏ ꯑꯃ ꯂꯩꯔꯝꯃꯤ꯫ ꯀꯨꯔꯪꯒꯅꯤꯒꯤ ꯀꯨꯋꯣꯔꯤꯒꯤ ꯃꯍꯨꯠ ꯁꯤꯟꯗꯨꯅ ꯅꯨꯃꯤꯗꯥꯡꯗ ꯔꯥꯘꯣ ꯕꯣꯔꯕꯥꯎꯔꯇꯨꯝꯃꯤꯟꯅꯈꯤꯕ ꯍꯨꯅꯥꯏ ꯑꯁꯤꯅꯤ ꯑꯃꯁꯨꯡ ꯇꯨꯝꯂꯤꯉꯩꯗ ꯊꯥꯎꯃꯩꯁꯤꯡ ꯃꯩ ꯊꯥꯗꯕꯅ ꯃꯔꯝ ꯑꯣꯏꯗꯨꯅ ꯃꯍꯥꯛꯅ ꯃꯍꯥꯛꯄꯨ ꯈꯪꯕ ꯉꯝꯈꯤꯗꯦ꯫ ꯀꯦꯀꯦꯔꯨ ꯀꯂꯤꯇꯥ ꯍꯖꯥꯔꯤꯀꯥꯅ ꯍꯨꯅꯥꯏꯕꯨ ꯈꯪꯂꯝꯃꯤ ꯑꯃꯁꯨꯡ ꯃꯍꯥꯛꯀꯤ ꯃꯇꯦꯡꯅ ꯃꯍꯥꯛꯅ ꯀꯔꯤꯒꯨꯝꯕ ꯃꯑꯣꯡꯗ ꯀꯨꯔꯪꯒꯅꯌꯅꯤꯒ ꯎꯟꯅꯕ ꯆꯠꯈꯤ꯫ ꯁꯣꯠ ꯊꯥꯒꯤ ꯑꯔꯣꯏꯕ ꯅꯨꯃꯤꯠ (ꯑꯦꯄ꯭ꯔꯤꯜ-ꯊꯥ)ꯗ ꯀꯨꯔꯪꯒꯅꯌꯅꯤ ꯔꯥꯘꯣꯕꯨ ꯃꯤꯄꯨꯝ ꯈꯨꯗꯤꯡꯃꯛꯄꯨ ꯏꯀꯥꯏ ꯈꯨꯝꯅꯕ ꯎꯠꯅꯕ ꯑꯃꯁꯨꯡ ꯊꯧꯔꯝ ꯑꯗꯨꯗ ꯑꯍꯣꯝ ꯑꯣꯐꯤꯁꯤꯑꯦꯜꯁꯤꯡꯒꯤ ꯃꯤꯌꯥꯝ ꯄꯨꯟꯕꯒꯤ ꯊꯧꯖꯥꯜ ꯂꯧꯅꯕ ꯄꯥꯎꯇꯥꯛ ꯄꯤꯈꯤ꯫ ꯀꯨꯔꯪꯒꯅꯌꯅꯤꯒꯤ ꯊꯧꯑꯣꯡꯁꯤꯡꯗ ꯅꯥꯟꯊꯣꯛꯇꯨꯅ ꯔꯥꯘꯣ ꯕꯣꯔꯕꯥꯔꯨꯋꯥꯍ ꯑꯍꯣꯝ ꯑꯣꯐꯤꯁꯤꯑꯦꯜꯁꯤꯡꯒꯤ ꯃꯈꯨꯠꯇ ꯇꯥꯈꯤ ꯑꯃꯁꯨꯡ ꯏꯪ ꯂꯤꯁꯤꯡ ꯑꯃꯒ ꯆꯥꯇ꯭ꯔꯦꯠ ꯍꯨꯝꯐꯨꯇꯔꯥꯒꯤ ꯑꯦꯄ꯭ꯔꯤꯜ ꯇꯔꯥꯃꯥꯊꯣꯏꯗ ꯍꯥꯠꯈꯤ꯫